ꯃꯤꯑꯣꯏ ꯇꯔꯥꯗꯒꯤ ꯇꯥꯅꯥ ꯂꯩꯕꯥ ꯀꯝꯄꯦꯅꯤ ꯑꯃꯒꯤ ꯐꯥꯏꯔꯤꯡ ꯄ꯭ꯔꯣꯁꯦꯁ ꯑꯗꯨ ꯁꯟꯗꯣꯛꯅꯥ ꯇꯥꯛꯄꯤꯌꯨ꯫ ꯑꯦꯝꯄ꯭ꯂꯣꯌꯤ ꯇꯔꯥꯗꯒꯤ ꯇꯥꯅꯥ ꯂꯩꯕꯥ ꯑꯄꯤꯛꯄꯥ ꯀꯝꯄꯅꯤ ꯑꯃꯒꯤ ꯑꯣꯏꯅꯥ ꯇꯔꯃꯤꯅꯦꯁꯟ ꯍꯥꯏꯅꯥꯁꯨ ꯈꯪꯅꯕꯥ ꯐꯥꯏꯔꯤꯡ ꯄ꯭ꯔꯣꯁꯦꯁ ꯑꯁꯤ ꯃꯍꯧꯁꯥꯅꯥ ꯈꯣꯡꯊꯥꯡ ꯀꯌꯥ ꯌꯥꯎꯏ꯫ ꯈꯣꯡꯊꯥꯡꯁꯤꯡ ꯑꯁꯤ ꯑꯀꯛꯅꯕꯥ ꯏꯝ ꯄ꯭ꯂꯣꯏꯃꯦꯟꯇꯀꯤ ꯑꯥꯏꯟꯁꯤꯡ, ꯀꯝꯄꯅꯤꯒꯤ ꯄꯣꯂꯤꯁꯤ ꯑꯃꯁꯨꯡ ꯇꯔꯃꯤꯅꯦꯁꯟ ꯑꯗꯨꯒꯤ ꯑꯀꯣꯏꯕꯗꯥ ꯂꯩꯕꯥ ꯐꯤꯚꯝꯁꯤꯡꯒꯤ ꯃꯇꯨꯡꯏꯟꯅꯥ ꯈꯦꯠꯅꯕꯥ ꯌꯥꯏ, ꯑꯗꯨꯕꯨ ꯃꯈꯥꯗꯥ ꯄꯤꯔꯤꯕꯥ ꯑꯁꯤ ꯊꯧꯑꯣꯡ ꯑꯁꯤꯒꯤ ꯖꯦꯅꯦꯔꯦꯜ ꯑꯣꯚꯔꯚꯤꯌꯨ ꯑꯃꯅꯤ: ꯐꯥꯏꯔꯤꯡ ꯇꯧꯕꯒꯤ ꯃꯔꯝꯁꯤꯡ ꯑꯗꯨ ꯑꯦꯁꯦꯁ ꯇꯧꯕꯥ: ꯑꯍꯥꯟꯕꯥ ꯈꯣꯡꯊꯥꯡꯗꯤ ꯑꯀꯛꯅꯕꯥ ꯃꯔꯝꯁꯤꯡ ꯑꯗꯨ ꯂꯦꯞꯊꯣꯛꯄꯅꯤ꯫ ꯏꯝꯄ꯭ꯂꯣꯌꯤ ꯑꯗꯨ ꯇꯔꯃꯤꯅꯦꯁꯟ ꯇꯧꯅꯕꯥ ꯈꯟꯅꯕ, ꯍꯥꯏꯔꯤꯕꯁꯤꯡ ꯑꯁꯤ ꯄꯔꯐꯣꯃꯦꯟꯁꯀꯤ ꯋꯥꯐꯝꯁꯤꯡ, ꯗꯤꯁꯤꯄ꯭ꯂꯤꯅꯔꯤ ꯄ꯭ꯔꯣꯕ꯭ꯂꯦꯝꯁꯤꯡ ꯅꯠꯇ꯭ꯔꯒꯥ ꯑꯇꯣꯞꯄꯥ ꯃꯔꯝꯁꯤꯡ ꯍꯥꯏꯕꯗꯤ ꯍꯟꯊꯍꯟꯕꯥ ꯅꯠꯇ꯭ꯔꯒꯥ ꯑꯃꯨꯛ ꯍꯟꯅꯥ ꯁꯦꯝꯗꯣꯛꯄꯥ ꯑꯁꯤꯅꯆꯤꯡꯕꯗꯥ ꯌꯨꯝꯐꯝ ꯑꯣꯏꯕꯥ ꯌꯥꯏ꯫ ꯗꯣꯀ꯭ꯌꯨꯃꯦꯟꯇꯦꯁꯟ ꯔꯤꯚꯤꯌꯨ ꯇꯧꯕꯥ: ꯃꯊꯪꯗꯥ, ꯏꯝꯄ꯭ꯂꯣꯌꯔ ꯑꯗꯨꯅꯥ ꯑꯦꯝꯄ꯭ꯂꯣꯌꯔ ꯑꯗꯨꯒꯤ ꯄꯔꯐꯣꯃꯦꯟꯁ ꯅꯠꯇ꯭ꯔꯒꯥ ꯂꯝꯆꯠ-ꯁꯥꯖꯠꯀꯥ ꯃꯔꯤ ꯂꯩꯅꯕꯥ ꯗꯣꯀ꯭ꯌꯨꯃꯦꯟꯇꯦꯁꯟ ꯑꯃꯍꯦꯛꯇꯕꯨ ꯔꯤꯚꯤꯌꯨ ꯇꯧꯒꯗꯕꯅꯤ, ꯃꯗꯨꯒꯤ ꯃꯅꯨꯡꯗꯥ ꯄꯔꯐꯣꯃꯦꯟꯁ ꯏꯚꯥꯜꯂꯨꯑꯦꯁꯟꯁꯤꯡ, ꯑꯏꯕꯥ ꯆꯦꯛꯁꯤꯟꯋꯥꯁꯤꯡ ꯑꯃꯁꯨꯡ ꯃꯃꯥꯡꯒꯤ ꯗꯤꯁꯤꯄ꯭ꯂꯤꯅꯔꯤ ꯑꯦꯛꯁꯟꯁꯤꯡꯒꯤ ꯔꯦꯀꯣꯔꯗ ꯑꯃꯍꯦꯛꯇꯕꯨ ꯌꯥꯎꯍꯟꯒꯗꯕꯅꯤ꯫ ꯂꯤꯡꯈꯠꯂꯛꯂꯤꯕꯥ ꯊꯧꯑꯣꯡꯁꯤꯡ ꯏꯟꯒꯗꯕꯅꯤ: ꯀꯝꯄꯅꯤ ꯑꯗꯨꯅꯥ ꯏꯝꯄ꯭ꯂꯣꯌꯤ ꯍꯦꯟꯗꯕꯨꯛ ꯅꯠꯇ꯭ꯔꯒꯥ ꯏꯝꯄ꯭ꯂꯣꯏꯃꯦꯟꯇ ꯀꯟꯇ꯭ꯔꯦꯛꯇꯥ ꯌꯥꯎꯔꯤꯕꯥ ꯇꯔꯃꯤꯅꯦꯁꯟ ꯄ꯭ꯔꯣꯁꯤꯗ꯭ꯌꯨꯑꯣꯔ ꯑꯃꯍꯦꯛꯇꯕꯨ ꯏꯟꯒꯗꯕꯅꯤ꯫ ꯀꯔꯤꯒꯨꯝꯕꯥ ꯑꯀꯛꯅꯕꯥ ꯄ꯭ꯔꯣꯁꯤꯗ꯭ꯌꯨꯑꯣꯔꯁꯤꯡ ꯂꯩꯇ꯭ꯔꯕꯗꯤ, ꯇꯔꯃꯤꯅꯦꯁꯟ ꯑꯗꯨ ꯏꯝꯄ꯭ꯂꯣꯏꯃꯦꯟꯇꯀꯤ ꯑꯥꯏꯟꯁꯤꯡꯒꯤ ꯃꯇꯨꯡꯏꯟꯅꯥ ꯆꯠꯅꯍꯟꯕꯥ ꯍꯥꯏꯕꯁꯤ ꯌꯥꯝꯅꯥ ꯃꯔꯨꯑꯣꯏ꯫ ꯏꯝꯄ꯭ꯂꯣꯌꯤ ꯑꯗꯨꯒꯥ ꯎꯅꯒꯗꯕꯅꯤ: ꯏꯝꯄ꯭ꯂꯣꯌꯤ ꯑꯗꯨꯒꯥ ꯃꯤꯐꯝ ꯑꯃꯥ ꯁꯦꯝ-ꯁꯥꯒꯗꯕꯅꯤ, ꯃꯐꯝꯗꯨꯗꯥ ꯃꯦꯅꯦꯖꯃꯦꯟꯇꯅꯥ ꯇꯔꯃꯤꯅꯦꯁꯟ ꯑꯗꯨꯒꯤ ꯃꯔꯝꯁꯤꯡ ꯑꯗꯨ ꯈꯪꯍꯟꯒꯗꯕꯅꯤ, ꯃꯁꯤꯕꯨ ꯗꯣꯀ꯭ꯌꯨꯃꯦꯟꯇꯦꯁꯟ ꯅꯠꯇ꯭ꯔꯒꯥ ꯑꯀꯛꯅꯕꯥ ꯈꯨꯗꯝꯁꯤꯡꯒꯥ ꯂꯣꯏꯅꯅꯥ ꯁꯄꯣꯔꯠ ꯇꯧꯒꯗꯕꯅꯤ꯫ ꯏꯝꯄ꯭ꯂꯣꯌꯤ ꯑꯗꯨꯗꯥ ꯋꯥꯍꯪ ꯍꯪꯅꯕꯒꯤ ꯑꯃꯁꯨꯡ ꯃꯈꯣꯏꯒꯤ ꯃꯤꯠꯌꯦꯡ ꯑꯗꯨ ꯄꯤꯅꯕꯒꯤ ꯈꯨꯗꯣꯡꯆꯥꯕꯥ ꯄꯤꯒꯗꯕꯅꯤ꯫ ꯅꯣꯇꯤꯐꯤꯀꯦꯁꯟ ꯄꯤꯕꯥ: ꯏꯝꯄ꯭ꯂꯣꯌꯤ ꯑꯗꯨꯗꯥ ꯇꯔꯃꯤꯅꯦꯁꯟꯒꯤ ꯃꯌꯦꯛ ꯁꯦꯡꯕꯥ ꯇꯥꯡ ꯑꯃꯥ ꯄꯤꯒꯗꯕꯅꯤ ꯑꯃꯁꯨꯡ ꯀꯔꯤꯒꯨꯝꯕꯥ ꯑꯦꯄ꯭ꯂꯤꯀꯦꯕꯜ ꯑꯣꯏꯔꯕꯗꯤ, ꯁꯦꯚꯔꯦꯟꯁ ꯄꯦꯀꯦꯖ ꯑꯃꯍꯦꯛꯇꯕꯨ ꯑꯣꯐꯔ ꯇꯧꯒꯗꯕꯅꯤ꯫ ꯀꯝꯄꯅꯤ ꯑꯗꯨꯅꯥ ꯑꯦꯝꯄ꯭ꯂꯣꯌꯔ ꯑꯗꯨꯒꯤ ꯑꯔꯣꯏꯕꯥ ꯄꯦ-ꯆꯦꯛ ꯑꯃꯁꯨꯡ ꯂꯦꯝꯍꯧꯔꯤꯕꯥ ꯀꯥꯟꯅꯕꯁꯤꯡ ꯑꯗꯨꯒꯤ ꯃꯇꯥꯡꯗꯁꯨ ꯏꯟꯐꯣꯔꯃꯦꯁꯟ ꯄꯤꯒꯗꯕꯅꯤ꯫ ꯁ꯭ꯇꯥꯐꯁꯤꯡꯗꯥ ꯈꯪꯍꯟꯕꯥ: ꯂꯦꯝꯍꯧꯔꯤꯕꯥ ꯏꯝꯄ꯭ꯂꯣꯌꯤꯁꯤꯡꯗꯥ ꯇꯔꯃꯤꯅꯦꯁꯟ ꯑꯗꯨꯒꯤ ꯃꯇꯥꯡꯗꯥ ꯈꯪꯍꯟꯒꯗꯕꯅꯤ ꯑꯃꯁꯨꯡ ꯃꯁꯤꯅꯥ ꯃꯈꯣꯏꯒꯤ ꯊꯧꯗꯥꯡ ꯑꯃꯁꯨꯡ ꯊꯧꯗꯥꯡꯁꯤꯡꯗꯥ ꯀꯔꯝꯅꯥ ꯏꯝꯄꯦꯛꯇ ꯇꯧꯕꯒꯦ ꯍꯥꯏꯕꯒꯤ ꯃꯇꯥꯡꯗꯥ ꯃꯌꯦꯛ ꯁꯦꯡꯕꯥ ꯏꯟꯐꯣꯔꯃꯦꯁꯟ ꯄꯤꯒꯗꯕꯅꯤ꯫ ꯃꯈꯣꯏꯗꯥ ꯀꯝꯄꯅꯤ ꯑꯗꯨꯒꯤ ꯄꯣꯂꯤꯁꯤ ꯑꯃꯁꯨꯡ ꯄ꯭ꯔꯣꯁꯤꯗ꯭ꯌꯨꯑꯣꯔꯁꯤꯡꯁꯨ ꯅꯤꯡꯁꯤꯡꯍꯟꯒꯗꯕꯅꯤ ꯃꯗꯨꯗꯤ ꯃꯈꯣꯏꯅꯥ ꯂꯃꯆꯠ-ꯁꯥꯖꯠ ꯁꯣꯟꯊꯕꯥ ꯅꯠꯇ꯭ꯔꯒꯥ ꯐꯠꯇꯕꯥ ꯊꯕꯛ ꯇꯧꯕꯒꯤ ꯃꯑꯣꯡ-ꯃꯇꯧꯁꯤꯡꯁꯨ ꯅꯤꯡꯁꯤꯡꯍꯟꯒꯗꯕꯅꯤ꯫ ꯊꯧꯑꯣꯡ ꯄꯨꯝꯅꯃꯛꯇꯥ, ꯀꯝꯄꯅꯤ ꯑꯗꯨꯅꯥ ꯇꯔꯃꯤꯅꯦꯁꯟ ꯑꯗꯨ ꯄ꯭ꯔꯣꯐꯦꯁꯅꯦꯜ ꯑꯣꯏꯅꯥ, ꯏꯀꯥꯏ ꯈꯨꯝꯅꯅꯥ ꯑꯃꯁꯨꯡ ꯃꯔꯤ ꯂꯩꯅꯕꯥ ꯏꯝꯄ꯭ꯂꯣꯏꯃꯦꯟꯇꯀꯤ ꯑꯥꯏꯟ ꯄꯨꯝꯅꯃꯛ ꯉꯥꯛꯅꯥ ꯆꯠꯇꯨꯅꯥ ꯍꯦꯟꯗꯜ ꯇꯧꯕꯥ ꯍꯥꯏꯕꯁꯤ ꯌꯥꯝꯅꯥ ꯃꯔꯨꯑꯣꯏ꯫ ꯋꯥꯈꯜ ꯋꯥꯕꯥ ꯋꯥꯍꯩꯁꯤꯡ ꯁꯦꯝꯅꯕꯥ ꯃꯇꯤꯛ ꯆꯥꯕꯥ ꯏꯟꯄꯨꯠ ꯑꯃꯁꯨꯡ ꯑꯥꯎꯠꯄꯨꯠ ꯑꯃꯥ ꯁꯦꯃꯒꯠꯀꯗꯕꯅꯤ꯫ ꯀꯦꯠ ꯑꯁꯤ ꯕ꯭ꯂꯦꯛ ꯑꯣꯏ꯫ ꯏꯟꯄꯨꯠ: ꯀꯦꯠ ꯑꯁꯤ ꯕ꯭ꯂꯦꯛ ꯑꯣꯏ ꯑꯗꯨꯕꯨ ꯃꯁꯤꯁꯨ ꯃꯑꯣꯡ ꯑꯃꯗꯥ ꯕ꯭ꯂꯦꯛ ꯑꯣꯏꯗꯦ ꯄꯥꯎꯈꯨꯝ: ꯋꯥꯍꯩ ꯑꯁꯤ ꯃꯁꯥꯅꯥ ꯌꯥꯖꯕꯅꯥ ꯃꯔꯝ ꯑꯣꯏꯗꯨꯅꯥ ꯋꯥꯈꯜ ꯋꯥꯕꯥ ꯊꯣꯛꯄꯥ ꯌꯥꯏ꯫ ꯃꯥꯌꯀꯩ ꯑꯃꯔꯣꯃꯗꯥ, ꯃꯁꯤꯅꯥ ꯀꯦꯠ ꯑꯁꯤ ꯕ꯭ꯂꯦꯛ ꯑꯣꯏ ꯍꯥꯏꯅꯥ ꯐꯣꯡꯗꯣꯛꯂꯤ, ꯑꯗꯨꯕꯨ ꯃꯗꯨꯒꯤ ꯃꯇꯨꯡꯗꯥ ꯃꯁꯤꯅꯥ ꯀꯦꯠ ꯑꯁꯤ ꯃꯄꯨꯡ ꯐꯥꯅꯥ ꯕ꯭ꯂꯦꯛ ꯑꯣꯏꯗꯕꯥ ꯌꯥꯏ ꯅꯠꯇ꯭ꯔꯒꯥ ꯑꯀꯛꯅꯕꯥ ꯁꯤꯅꯥꯔꯤꯑꯣ ꯈꯔꯗꯥ ꯕ꯭ꯂꯦꯛ ꯑꯣꯏꯗꯕꯥ ꯎꯕꯥ ꯌꯥꯏ ꯍꯥꯏꯕꯁꯤꯁꯨ ꯇꯥꯛꯏ꯫ ꯋꯥꯍꯩ ꯑꯁꯤꯒꯤ ꯑꯔꯥꯟꯕꯥ ꯃꯑꯣꯡ ꯑꯁꯤꯅꯥ ꯏꯟꯇꯔꯄ꯭ꯔꯤꯇꯦꯁꯟꯒꯤ ꯃꯐꯝ ꯄꯤꯔꯤ ꯑꯃꯁꯨꯡ ꯄꯥꯔꯤꯕꯥ ꯃꯤ ꯑꯗꯨꯕꯨ ꯋꯥꯈꯜ ꯋꯥꯕꯥ ꯊꯣꯛꯍꯜꯂꯛꯄꯥ ꯌꯥꯏ꯫